ꯖꯦꯛ ꯑꯃꯗꯤ ꯍꯋꯥꯢ ꯄꯥꯝꯕꯤ ꯃꯈꯣꯛ ꯑꯁꯤ ꯏꯪꯂꯤꯁꯀꯤ ꯐꯨꯡꯒꯥꯋꯥꯔꯤ ꯑꯃꯅꯤ꯫ ꯃꯁꯤ ꯀꯣꯟꯅꯊꯪꯗ ꯁꯦꯝꯗꯣꯛꯄ ꯋꯥꯔꯤ ꯀꯌꯥꯃꯔꯨꯝꯗ ꯄꯨꯊꯣꯔꯛꯈꯤ꯫ ꯋꯥꯔꯤ ꯑꯁꯤꯗ ꯖꯦꯛ ꯑꯁꯤ ꯋꯥꯈꯜ ꯂꯩꯇꯕ ꯑꯉꯥꯡ ꯑꯃꯅꯤ ꯑꯃꯁꯨꯡ ꯅꯨꯃꯤꯠ ꯑꯗꯨ ꯂꯩꯀꯣꯜꯗ ꯊꯕꯛ ꯇꯧꯗꯨꯅ ꯂꯦꯟꯕ ꯃꯃꯥ ꯑꯃ ꯂꯩ꯫ ꯅꯤꯡꯊꯝꯊꯥꯅ ꯌꯨꯝ ꯑꯗꯨꯗ ꯆꯩꯊꯦꯡ ꯄꯤꯔꯛꯄ ꯃꯇꯝꯗ ꯑꯃꯁꯨꯡ ꯃꯤꯜꯀꯤ-ꯋꯥꯏꯠ ꯑꯗꯨꯅ ꯁꯪꯒꯣꯝ ꯄꯤꯕ ꯂꯦꯞꯄ ꯃꯇꯝꯗ, ꯀꯩꯊꯦꯜꯗ ꯁꯟ ꯑꯗꯨ ꯌꯣꯟꯕ ꯅꯠꯇꯅ ꯑꯇꯣꯞꯄ ꯄꯥꯝꯕꯩ ꯑꯃꯠꯇ ꯂꯩꯇꯦ꯫ ꯅꯨꯡꯉꯥꯏꯇꯕ ꯃꯃꯥ ꯑꯗꯨꯅ ꯌꯦꯛꯄꯨ ꯑꯐꯕ ꯃꯃꯜ ꯑꯃ ꯐꯪꯅꯕ ꯄꯥꯟꯗꯝ ꯑꯃꯗ ꯊꯋꯥꯢ ꯑꯗꯨꯕꯨ ꯖꯦꯛꯅ ꯎꯃꯪꯗ ꯃꯍꯥꯛꯄꯨ ꯃꯤꯅ ꯇꯔꯥꯝꯅ ꯑꯣꯛꯄ, ꯑꯃꯁꯨꯡ ꯃꯍꯥꯛꯀꯤ ꯁꯟꯕꯨ ꯃꯦꯖꯤꯛ ꯕꯤꯟ ꯃꯉꯥꯗ ꯂꯂꯣꯟ-ꯏꯇꯤꯛ ꯇꯧꯕ ꯇꯣꯞ ꯇꯣꯞꯄ ꯑꯍꯜ ꯑꯃꯒ ꯎꯅꯩ꯫ ꯈꯨꯠ ꯈꯨꯗꯤꯡꯃꯛꯇ ꯑꯅꯤ ꯑꯃꯁꯨꯡ ꯆꯤꯟꯗ ꯑꯃꯅꯤ꯫ ꯖꯦꯛ ꯌꯥꯝꯅ ꯆꯥꯎꯅ ꯅꯨꯃꯤꯗꯥꯡꯋꯥꯏꯔꯝꯗ ꯌꯨꯝꯗ ꯍꯜꯂꯛꯏ꯫ ꯅꯤꯡꯊꯤꯔꯕ ꯃꯃꯥ ꯑꯗꯨꯅ ꯃꯍꯥꯛꯀꯤ ꯃꯆꯥꯅꯨꯄꯥ ꯆꯩꯔꯥꯛ ꯄꯤ ꯑꯃꯁꯨꯡ ꯖꯦꯛꯅ ꯂꯧꯁꯤꯜꯂꯤꯕ ꯑꯃ ꯅꯠꯇꯅ ꯕꯤꯟꯁꯤꯡ ꯑꯗꯨ ꯊꯣꯡꯅꯥꯎꯒꯤ ꯃꯄꯥꯟꯗ ꯂꯪꯁꯤꯜꯂꯤ, ꯑꯃꯁꯨꯡ ꯃꯁꯤ ꯃꯍꯥꯛꯀꯤ ꯑꯃꯠꯇ ꯉꯥꯏꯔꯕ ꯅꯨꯃꯤꯗꯥꯡꯒꯤ ꯆꯥꯛꯂꯦꯟ ꯑꯣꯏꯒꯅꯤ꯫ ꯑꯌꯨꯛ ꯊꯣꯛꯂꯛꯄ ꯃꯇꯝꯗ, ꯃꯅꯥꯁꯤꯡ ꯑꯗꯨꯅ ꯖꯦꯛꯀꯤ ꯊꯣꯡꯅꯥꯎ ꯑꯗꯨ ꯃꯄꯨꯡ ꯐꯥꯅ ꯀꯨꯞꯁꯤꯜꯂꯤ, ꯑꯃꯁꯨꯡ ꯃꯍꯥꯛꯅ ꯑꯉꯛꯄ ꯃꯑꯣꯡꯗ ꯕꯤꯟ ꯄꯥꯝꯕꯤ ꯑꯗꯨꯒꯤ ꯃꯊꯛꯇ ꯆꯣꯡꯁꯤꯜꯂꯤ, ꯃꯗꯨ ꯑꯇꯤꯌꯥꯗ ꯋꯥꯡꯈꯠꯂꯛꯄ ꯎꯏ, ꯑꯃꯁꯨꯡ ꯃꯗꯨꯗ ꯀꯥꯕ ꯍꯧꯋꯤ꯫ ꯃꯗꯨꯒꯤ ꯇꯣꯞ ꯇꯣꯞꯄ ꯑꯍꯜ ꯑꯗꯨꯅ ꯑꯆꯨꯝꯕꯗ ꯍꯥꯏꯈ꯭ꯔꯦ꯫ ꯄꯨꯡ ꯀꯌꯥ ꯀꯥꯔꯕ ꯃꯇꯨꯡꯗ, ꯖꯦꯛꯅ ꯂꯩꯆꯤꯜꯒꯤ ꯃꯔꯛꯇ ꯁꯥꯡꯂꯕ, ꯑꯄꯤꯛꯄ ꯑꯉꯧꯕ ꯂꯝꯕꯤ ꯑꯃ ꯐꯪꯏ ꯑꯃꯁꯨꯡ ꯈꯣꯡꯅ ꯆꯠꯄ ꯍꯧꯋꯤ, ꯃꯍꯥꯛ ꯁꯤꯔꯤ ꯌꯧꯎꯕ ꯑꯉꯥꯟꯕ ꯑꯉꯧꯕ ꯌꯨꯝ ꯑꯃꯗ ꯂꯥꯛꯇ꯭ꯔꯤꯐꯥꯎꯕ꯫ ꯃꯐꯝ ꯑꯗꯨꯗ ꯃꯍꯥꯛꯅ ꯆꯐꯨ ꯑꯃꯗ ꯃꯆꯦꯠ-ꯃꯔꯥꯡ ꯀꯥꯏꯍꯟꯕ ꯌꯥꯝꯅ ꯋꯥꯡꯕ ꯅꯨꯄꯤ ꯑꯃꯒ ꯎꯅꯩ꯫ ꯖꯦꯛ ꯆꯔꯥ ꯍꯦꯜꯂꯤ ꯑꯃꯁꯨꯡ ꯃꯉꯣꯟꯗ ꯆꯥꯅꯕ ꯀꯔꯤꯒꯨꯝꯕ ꯑꯃ ꯍꯥꯏꯖꯩ꯫ ꯅꯨꯄꯤ ꯑꯗꯨꯅ ꯃꯍꯥꯛꯄꯨ ꯆꯦꯛꯁꯤꯟꯋꯥ ꯄꯤꯔꯕꯁꯨ ꯃꯍꯥꯛꯀꯤ ꯃꯄꯨꯔꯣꯏꯕ ꯑꯣꯒ꯭ꯔꯦꯅ ꯑꯌꯨꯛꯀꯤ ꯆꯥꯛꯂꯦꯟꯗ ꯃꯆꯤꯟ ꯃꯅꯥꯎ ꯅꯥꯏꯗꯕ ꯑꯉꯥꯡꯁꯤꯡ ꯆꯥꯕ ꯄꯥꯝꯃꯤ ꯍꯥꯏꯅ ꯆꯦꯛꯁꯤꯟꯋꯥ ꯄꯤꯔꯕꯁꯨ, ꯏꯀꯥꯏ ꯈꯨꯝꯅꯔꯕ ꯖꯦꯛꯅ ꯄꯥꯎꯈꯨꯝ ꯄꯤꯔꯤ ꯃꯗꯨꯗꯤ ꯀꯔꯤꯒꯨꯝꯕ ꯑꯩꯅ ꯑꯌꯨꯛꯀꯤ ꯆꯥꯛ ꯍꯦꯟꯅ ꯊꯨꯅ ꯆꯥꯔꯕꯗꯤ ꯑꯩ ꯍꯦꯟꯅ ꯁꯥꯊꯤꯕ ꯑꯣꯏꯒꯅꯤ ꯫ꯅꯨꯄꯤ ꯑꯗꯨꯅ ꯅꯣꯛꯏ ꯑꯃꯁꯨꯡ ꯃꯈꯣꯏꯅ ꯆꯔꯥ ꯍꯦꯟꯕ ꯑꯣꯒ꯭ꯔꯦ ꯑꯗꯨ ꯌꯧꯔꯛꯀꯗꯧꯔꯤ ꯍꯥꯏꯕ ꯇꯥꯕ ꯃꯇꯝꯗ ꯖꯦꯛꯄꯨ ꯑꯣꯚꯦꯟꯗ ꯊꯝꯃꯤ꯫ ꯃꯍꯥꯛꯅ ꯃꯍꯥꯛꯄꯨ ꯆꯤꯟꯖꯥꯛ ꯄꯤꯔꯤꯉꯩꯗ, ꯑꯣꯔꯒ꯭ꯔꯦꯅ ꯁꯅꯥꯒꯤ ꯁꯦꯟꯌꯦꯛꯁꯤꯡ ꯃꯁꯤꯡ ꯊꯤꯔꯤ꯫ ꯑꯣꯒ꯭ꯔꯦ ꯑꯗꯨ ꯇꯨꯝꯊꯔꯛꯄ ꯃꯇꯝꯗ, ꯖꯦꯛꯅ ꯁꯅꯥꯒꯤ ꯄꯣꯠꯂꯝꯁꯤꯡꯒꯤ ꯃꯅꯨꯡꯗ ꯑꯃ ꯍꯨꯔꯥꯟꯗꯨꯅ ꯂꯩꯆꯤꯜꯒꯤ ꯃꯔꯛꯇ ꯅꯥꯟꯊꯣꯛꯅꯕ ꯈꯨꯗꯣꯡꯆꯥꯕ ꯑꯗꯨ ꯂꯧꯋꯤ꯫ ꯃꯍꯥꯛꯅ ꯕꯤꯟ ꯄꯥꯝꯕꯤ ꯑꯗꯨꯒꯤ ꯃꯅꯨꯡꯗ ꯇꯥꯔꯛꯄ ꯃꯇꯝꯗ, ꯄꯣꯠ ꯑꯗꯨꯒꯤ ꯑꯔꯨꯝꯕꯅ ꯃꯍꯥꯛꯄꯨ ꯁꯦꯟꯌꯦꯛꯁꯤꯡ ꯑꯗꯨ ꯊꯥꯗꯣꯛꯄ ꯇꯥꯍꯜꯂꯤ, ꯃꯗꯨ ꯃꯃꯥ ꯑꯗꯨꯅ ꯊꯥꯒꯠꯄ ꯐꯣꯡꯗꯣꯛꯇꯨꯅ ꯈꯣꯝꯖꯤꯜꯂꯤꯕ ꯁꯅꯥꯒꯤ ꯅꯣꯡꯖꯨ ꯑꯃꯒꯨꯝꯅ ꯂꯩꯀꯣꯜ ꯑꯗꯨꯗ ꯇꯥꯏ꯫ ꯖꯦꯛꯅ ꯂꯩꯃꯥꯏꯗ ꯈꯣꯡꯊꯥꯡ ꯆꯪꯁꯤꯜꯂꯛꯄꯒ ꯂꯣꯏꯅꯅ ꯎꯃꯪ ꯑꯗꯨ ꯃꯥꯡꯏ꯫ ꯃꯇꯝ ꯈꯔꯒꯤ ꯃꯇꯨꯡꯗ, ꯁꯅꯥ ꯑꯗꯨ ꯂꯣꯏꯔꯛꯏ ꯑꯃꯁꯨꯡ ꯏꯃꯨꯡ ꯑꯗꯨꯅ ꯃꯈꯣꯏ ꯑꯃꯨꯛ ꯍꯟꯅ ꯆꯔꯥ ꯍꯦꯟꯒꯅꯤ ꯍꯥꯏꯅ ꯑꯀꯤꯕ ꯄꯣꯛꯏ꯫ ꯇꯨꯝꯗ꯭ꯔꯤꯉꯩ ꯃꯃꯥꯡꯗ ꯖꯦꯛꯅ ꯃꯍꯥꯛꯀꯤ ꯊꯣꯡꯅꯥꯎ ꯃꯈꯥꯗ ꯏꯁꯤꯡ ꯄꯤ꯫ ꯑꯌꯨꯛꯇ ꯕꯤꯟ ꯃꯅꯥꯁꯤꯡ ꯑꯗꯨꯅ ꯑꯇꯤꯌꯥꯗ ꯑꯅꯧꯕ ꯄꯥꯝꯕꯤ ꯑꯃ ꯍꯧꯈ꯭ꯔꯦ ꯍꯥꯏꯅ ꯂꯥꯎꯊꯣꯛꯏ, ꯑꯃꯁꯨ ꯖꯦꯛ ꯃꯗꯨꯗ ꯀꯥꯟꯅꯕ ꯀꯟꯕ ꯆꯠꯂꯤ꯫ ꯃꯁꯤꯒꯤ ꯑꯅꯤꯁꯨꯕ ꯈꯣꯡꯆꯠ ꯑꯁꯤꯗ, ꯑꯃꯁꯨꯡ ꯑꯍꯨꯝꯁꯨꯕ ꯈꯣꯡꯆꯠ ꯑꯁꯤꯗ, ꯖꯦꯛꯅ ꯑꯃꯨꯛ ꯍꯟꯅ ꯂꯦꯗꯤ ꯑꯃꯁꯨꯡ ꯑꯣꯒ꯭ꯔꯦꯕꯨ ꯅꯝꯊꯥꯛ ꯇꯧꯒꯅꯤ, ꯃꯈꯣꯏꯗꯒꯤ ꯁꯅꯥꯒꯤ ꯌꯦꯔꯨꯝ ꯄꯤꯕ ꯀꯥꯡꯉꯥ ꯑꯃ ꯑꯃꯁꯨꯡ ꯅꯨꯡꯁꯤꯠꯇ ꯅꯨꯡꯉꯥꯏꯅ ꯊꯜꯍꯜꯂꯤꯕ ꯃꯦꯖꯤꯛ ꯕꯥꯝ ꯑꯗꯨ ꯍꯨꯔꯥꯟꯒꯅꯤ꯫ ꯑꯔꯣꯏꯕꯗ, ꯖꯦꯛꯅ ꯀꯔꯤꯒꯨꯝꯕ ꯃꯍꯥꯛꯅ ꯑꯣꯔꯒꯅꯥꯢꯖꯦꯁꯟꯁꯤꯡ ꯃꯈꯣꯏꯒꯤ ꯂꯟ-ꯊꯨꯝ ꯂꯧꯅꯕ ꯍꯟꯊꯔꯛꯄ ꯄꯥꯝꯗ꯭ꯔꯕꯗꯤ ꯄꯥꯝꯕꯤ ꯑꯗꯨ ꯀꯨꯔꯥ ꯑꯃꯅ ꯀꯛꯊꯠꯀꯗꯕꯅꯤ꯫"